ꯍꯛꯁꯦꯜ ꯐꯕꯥ ꯆꯤꯟꯖꯥꯛ ꯁꯦꯝꯕꯒꯤ ꯃꯇꯥꯡꯗ ꯅꯩꯅꯁꯤ꯫ ꯔꯣꯁꯇꯦꯠ ꯎꯍꯩꯁꯤꯡꯒꯥ ꯂꯣꯏꯅꯅꯥ ꯒ꯭ꯔꯤꯜ ꯇꯧꯔꯕꯥ ꯑꯁꯤ ꯑꯣꯂꯤꯞ ꯑꯣꯏꯜ, ꯂꯦꯃꯟ ꯖꯨꯁ ꯑꯃꯁꯨꯡ ꯍꯔꯕꯁꯇꯥ ꯃꯦꯔꯤꯅꯦꯠ ꯇꯧ ꯑꯃꯁꯨꯡ ꯃꯗꯨ ꯃꯄꯨꯡꯐꯥꯅꯥ ꯒ꯭ꯔꯤꯜ ꯇꯧ꯫ ꯀꯦꯔꯣꯇꯤꯟ, ꯕ꯭ꯔꯣꯀꯣꯂꯤ, ꯑꯃꯁꯨꯡ ꯃꯅꯥ-ꯃꯁꯤꯡꯒꯨꯝꯕꯥ ꯔꯣꯁꯇꯦꯠ ꯎꯍꯩꯁꯤꯡꯒꯤ ꯃꯄꯥꯟꯊꯪꯕꯥ ꯁꯔꯨꯛ ꯑꯃꯥ ꯍꯥꯞꯆꯤꯜꯂꯨ꯫ ꯀꯨꯏꯅꯥ ꯀꯪꯉꯕꯥ ꯕꯂꯦꯡ ꯕ꯭ꯂꯦꯛ ꯕꯤꯟ, ꯇꯛꯈꯥꯏꯔꯕꯥ ꯆꯨꯖꯥꯛ,ꯇꯤꯜꯍꯧ,ꯃꯅꯥ-ꯃꯁꯤꯡ ꯑꯃꯁꯨꯡ ꯑꯦꯚꯣꯀꯦꯗꯣ ꯑꯁꯤ ꯂꯥꯏꯝ-ꯁꯤꯂꯦꯟꯇ꯭ꯔꯣ ꯗꯔꯦ ꯗ꯭ꯔꯦꯁꯤꯡ ꯑꯃꯗꯥ ꯊꯛꯅꯕꯥ ꯆꯤꯟꯖꯥꯛ ꯑꯃꯥ ꯑꯣꯏꯅꯥ ꯇꯣꯁ ꯇꯧ꯫ ꯁ꯭ꯋꯤꯠ ꯄꯣꯇꯦꯇꯣ ꯑꯃꯁꯨꯡ ꯑꯦꯁꯄ꯭ꯔꯥꯒꯁ ꯂꯣꯏꯅꯅꯥ ꯁꯥꯜꯃꯣꯟ ꯅ꯭ꯌꯨꯇ꯭ꯔꯤꯑꯦꯟ ꯌꯥꯎꯕꯥ ꯆꯤꯟꯖꯥꯛ ꯑꯃꯒꯤꯗꯃꯛ ꯔꯣꯁꯇꯦꯠ ꯁ꯭ꯋꯤꯠ ꯑꯥꯂꯨ ꯑꯃꯁꯨꯡ ꯁ꯭ꯇꯤꯝ ꯇꯧꯔꯕꯥ ꯑꯦꯁꯄ꯭ꯔꯥꯒꯥꯁꯀꯥ ꯂꯣꯏꯅꯅꯥ ꯕꯦꯛ ꯇꯧꯔꯕꯥ ꯁꯥꯜꯃꯣꯟ ꯐꯤꯂꯦꯠ ꯑꯃꯥ ꯄꯤꯖꯕꯤꯌꯨ꯫ ꯕ꯭ꯔꯥꯎꯟ ꯔꯥꯏꯁꯀꯥ ꯂꯣꯏꯅꯅꯥ ꯌꯥꯟꯁꯤꯟꯅꯧ: ꯆꯤꯀꯟ ꯅꯠꯇ꯭ꯔꯒꯥ ꯇꯣꯐꯨꯒꯨꯝꯕꯥ ꯂꯦꯡ-ꯑꯣꯠꯄꯒꯤ ꯄ꯭ꯔꯣꯇꯤꯟ ꯑꯁꯤ ꯕ꯭ꯔꯣꯀꯣꯂꯤ, ꯃꯅꯥ-ꯃꯁꯤꯡ ꯑꯃꯁꯨꯡ ꯕꯦꯕꯤ ꯀꯣꯔꯟꯒꯨꯝꯕꯥ ꯃꯈꯜ ꯀꯌꯥ ꯃꯈꯜ ꯀꯌꯥꯒꯤ ꯃꯆꯨꯒꯤ ꯎꯍꯩꯁꯤꯡꯒꯥ ꯂꯣꯏꯅꯅꯥ ꯊꯛꯎ꯫ ꯑꯀꯪꯕꯥ ꯕ꯭ꯔꯥꯎꯟ ꯔꯥꯏꯁ ꯑꯃꯒꯤ ꯃꯊꯛꯇꯥ ꯄꯤꯖꯕꯤꯌꯨ꯫ ꯇꯣꯃꯦꯇꯣ, ꯇꯤꯜꯍꯧ, ꯐꯦꯇꯥ ꯆꯦꯡ ꯑꯃꯁꯨꯡ ꯑꯣꯂꯤꯞꯅꯥ ꯊꯜꯂꯕꯥ ꯁꯥꯂꯥꯗ ꯑꯃꯥ ꯁꯦꯝꯃꯨ꯫ ꯌꯨꯝꯗꯥ ꯁꯦꯝꯕꯥ ꯚꯤꯅꯦꯒ꯭ꯔꯦꯠ ꯑꯃꯥ ꯊꯥꯛꯎ ꯑꯃꯁꯨꯡ ꯍꯣꯜ ꯋꯤꯠ ꯄꯤꯇꯥ ꯕ꯭ꯔꯦꯠꯀꯤ ꯃꯅꯥꯛꯇꯥ ꯄꯤꯖꯕꯤꯌꯨ꯫ ꯔꯤꯑꯦꯜ ꯁ꯭ꯇꯦꯠ ꯏꯟꯚꯦꯁꯃꯦꯟꯇ ꯇ꯭ꯔꯁꯁꯤꯡ ꯑꯁꯤ ꯏꯟꯀꯝ ꯄꯤꯕꯥ ꯉꯝꯕꯥ ꯔꯤꯑꯦꯜ ꯁ꯭ꯇꯦꯠ ꯄ꯭ꯔꯣꯄꯔꯇꯤꯁꯤꯡ, ꯍꯥꯏꯕꯗꯤ ꯑꯦꯄꯥꯔꯇꯃꯦꯟꯇ, ꯃꯣꯜ, ꯅꯠꯇ꯭ꯔꯒꯥ ꯑꯣꯐꯤꯁ ꯕꯤꯜꯗꯤꯡꯁꯤꯡ ꯂꯩꯕꯥ ꯑꯃꯁꯨꯡ ꯆꯂꯥꯏꯕꯥ ꯀꯝꯄꯅꯤꯁꯤꯡꯅꯤ꯫ ꯃꯈꯣꯏꯅꯥ ꯃꯈꯣꯏꯒꯤ ꯇꯦꯛꯁ ꯊꯤꯒꯗꯕꯥ ꯏꯟꯀꯝꯒꯤ ꯌꯥꯝꯗ꯭ꯔꯕꯗꯥ ꯆꯗꯥ ꯃꯥꯔꯤꯐꯨ ꯇꯔꯥꯗꯤ ꯁꯦꯌꯔ ꯍꯣꯜꯗꯔꯁꯤꯡꯗꯥ ꯗꯤꯕꯤꯗꯦꯟꯗ ꯑꯣꯏꯅꯥ ꯌꯦꯟꯊꯣꯛꯄꯥ ꯑꯁꯤ ꯑꯥꯏꯟꯒꯤ ꯃꯇꯨꯡ ꯏꯟꯅꯥ ꯃꯊꯧ ꯇꯥꯏ, ꯃꯁꯤꯅꯥ ꯃꯈꯣꯏꯕꯨ ꯆꯥꯡ ꯅꯥꯏꯅꯥ ꯏꯟꯀꯝ ꯊꯤꯔꯤꯕꯥ ꯏꯅꯚꯦꯁꯇꯔꯁꯤꯡꯒꯤꯗꯃꯛꯇꯥ ꯄꯨꯛꯅꯤꯡ ꯆꯤꯡꯁꯤꯟꯅꯤꯡꯉꯥꯏ ꯑꯣꯏꯕꯥ ꯑꯣꯞꯁꯟ ꯑꯃꯥ ꯑꯣꯏꯍꯜꯂꯤ꯫ ꯃꯁꯤꯅꯥ ꯁ꯭ꯇꯣꯛꯀꯤ ꯃꯃꯜ ꯍꯦꯟꯒꯠꯂꯛꯄꯥ ꯑꯃꯁꯨꯡ ꯏꯅꯚꯦꯁꯇꯔꯁꯤꯡꯒꯤꯗꯃꯛꯇꯥ ꯍꯦꯟꯅꯥ ꯆꯥꯎꯕꯥ ꯔꯤꯇꯦꯟꯇꯁꯤꯡ ꯊꯣꯛꯍꯟꯕꯥ ꯌꯥꯏ꯫ ꯑꯗꯨꯝ ꯑꯣꯏꯅꯃꯛ, ꯒ꯭ꯔꯣꯠ ꯁ꯭ꯇꯣꯛꯁꯤꯡ ꯑꯁꯤꯁꯨ ꯍꯦꯟꯅꯥ ꯋꯥꯡꯈꯠꯄꯥ ꯌꯥꯏ ꯑꯃꯁꯨꯡ ꯍꯦꯟꯅꯥ ꯆꯥꯎꯕꯥ ꯔꯤꯛꯁ ꯑꯃꯥ ꯄꯨꯕꯥ ꯌꯥꯏ꯫